ꯅꯍꯥꯛꯅ ꯃꯔꯨꯞ ꯑꯃꯗ ꯃꯤꯌꯥꯝꯅ ꯄꯥꯝꯅꯕ ꯑꯣꯟꯂꯥꯏꯟ ꯁ꯭ꯇꯔꯤꯃꯤꯡ ꯁꯔꯚꯤꯁ ꯑꯃ ꯔꯤꯀꯃꯦꯟꯗ ꯇꯧꯕ ꯄꯥꯝꯃꯤ꯫ ꯁꯣꯏꯗꯅ, ꯑꯩꯍꯥꯛꯅ ꯑꯗꯣꯝꯒꯤ ꯃꯔꯨꯞ ꯑꯗꯨꯗ ꯃꯤꯌꯥꯝꯅ ꯄꯥꯝꯅꯕ ꯑꯣꯟꯂꯥꯏꯟ ꯁ꯭ꯇꯔꯤꯃꯤꯡ ꯁꯔꯚꯤꯁ ꯈꯔꯥ ꯔꯤꯀꯃꯦꯟꯗ ꯇꯧꯕꯗ ꯅꯨꯡꯉꯥꯏꯕ ꯐꯥꯎꯒꯅꯤ꯫ ꯃꯈꯥꯗ ꯄꯥꯛ ꯁꯟꯅꯥ ꯁꯤꯖꯤꯟꯅꯕ ꯑꯃꯁꯨꯡ ꯌꯥꯝꯅ ꯔꯦꯇꯤꯡ ꯇꯧꯕ ꯑꯅꯤꯃꯛꯀꯤ ꯑꯣꯞꯁꯟ ꯈꯔꯥ ꯌꯥꯎꯔꯤ, ꯅꯦꯠꯐ꯭ꯂꯤꯛꯁ - ꯅꯦꯠꯐ꯭ꯂꯤꯛꯁ ꯑꯁꯤ ꯇꯦꯂꯤꯚꯤꯖꯟꯒꯤ ꯊꯥ ꯈꯨꯗꯤꯡꯒꯤ ꯁꯕꯁꯀ꯭ꯔꯤꯞꯁꯟ ꯐꯤꯒꯤꯗꯃꯛ, ꯅꯍꯥꯛꯅ ꯑꯣꯟ-ꯗꯤꯃꯥꯟꯗ ꯚꯤꯗꯤꯑꯣꯁꯤꯡꯒꯤ ꯑꯆꯧꯕ ꯑꯃꯁꯨꯡ ꯂꯦꯞꯇꯅ ꯑꯞꯗꯦꯠ ꯇꯧꯕ ꯂꯥꯏꯕ꯭ꯔꯦꯔꯤ ꯑꯃꯒꯤ ꯑꯦꯛꯁꯦꯁ ꯐꯪꯒꯅꯤ꯫ ꯍꯨꯂꯨ - ꯍꯨꯂꯨ ꯑꯁꯤ ꯑꯇꯣꯞꯄ ꯃꯤꯌꯥꯝꯅ ꯄꯥꯝꯅꯕ ꯁ꯭ꯇꯔꯤꯃꯤꯡ ꯁꯔꯚꯤꯁ ꯑꯃꯅꯤ ꯃꯁꯤꯅ ꯇꯦꯂꯤꯚꯤꯖꯟꯒꯤ ꯁꯣ ꯑꯃꯁꯨꯡ ꯃꯨꯚꯤꯁꯤꯡꯒꯤ ꯄꯥꯛ ꯆꯥꯎꯔꯕ ꯈꯟꯒꯠꯂꯕ ꯄꯣꯠꯂꯝꯁꯤꯡ ꯄꯤꯔꯤ꯫ ꯑꯦꯃꯥꯖꯣꯟ ꯄ꯭ꯔꯥꯏꯝ ꯚꯤꯗꯤꯑꯣ - ꯑꯦꯃꯥꯖꯣꯟ ꯄ꯭ꯔꯥꯏꯝ ꯚꯤꯗꯤꯑꯣ ꯑꯁꯤ ꯑꯦꯃꯥꯖꯣꯟ ꯄ꯭ꯔꯥꯏꯝ ꯃꯦꯝꯕꯔꯁꯤꯞꯀ ꯂꯣꯏꯅꯅ ꯂꯥꯛꯏ, ꯑꯃꯁꯨꯡ ꯑꯦꯃꯥꯖꯣꯟ ꯁ꯭ꯇꯨꯗꯤꯑꯣꯗꯒꯤ ꯇꯤꯚꯤ ꯁꯣ, ꯃꯨꯚꯤ, ꯑꯃꯁꯨꯡ ꯑꯣꯔꯤꯖꯤꯅꯦꯜ ꯀꯟꯇꯦꯟꯇꯀꯤ ꯃꯤꯛꯁ ꯑꯃ ꯄꯤꯔꯤ꯫ ꯃꯁꯤꯒꯤ ꯃꯊꯛꯇ, ꯃꯈꯣꯏꯅ‌ ꯃꯈꯣꯏꯒꯤ ꯄ꯭ꯔꯥꯏꯝ ꯂꯥꯏꯕ꯭ꯔꯦꯔꯤꯗ ꯌꯥꯎꯗꯕ ꯃꯨꯚꯤ ꯑꯃꯁꯨꯡ ꯇꯤꯚꯤ ꯗꯤꯖꯅꯤ ꯄ꯭ꯂꯁ ꯑꯁꯤ ꯌꯥꯝꯅ ꯑꯅꯧꯕ ꯁ꯭ꯇꯔꯤꯃꯤꯡ ꯁꯔꯚꯤꯁ ꯑꯃꯅꯤ ꯃꯁꯤꯅ ꯗꯤꯖꯅꯤ, ꯄꯤꯛꯁꯔ, ꯃꯥꯔꯚꯦꯜ, ꯁ꯭ꯇꯥꯔ ꯋꯥꯔꯁ, ꯑꯃꯁꯨꯡ ꯅꯦꯁ꯭ꯅꯦꯜ ꯖꯤꯑꯣꯒ꯭ꯔꯥꯐꯤꯀꯦꯜꯒꯤ ꯐꯤꯜꯃ ꯑꯃꯁꯨꯡ ꯇꯤꯚꯤ ꯃꯁꯤ ꯏꯃꯨꯡꯁꯤꯡꯒꯤꯗꯃꯛꯇ ꯑꯆꯧꯕ‌ ꯑꯣꯞꯁꯟ ꯑꯃꯅꯤ, ꯃꯔꯝꯗꯤ ꯃꯁꯤꯗ ꯑꯉꯥꯡꯁꯤꯡꯒꯤ ꯀꯟꯇꯦꯟꯇ ꯀꯌꯥ ꯑꯃ ꯌꯥꯎꯔꯤ꯫ ꯑꯩꯆ ꯕꯤ ꯑꯣ ꯃꯦꯛꯁ - ꯑꯩꯆ ꯕꯤ ꯑꯣ ꯃꯦꯛꯁ ꯑꯁꯤ ꯑꯩꯆ ꯕꯤ ꯑꯣ ꯗꯒꯤ ꯁ꯭ꯇꯔꯤꯃꯤꯡ ꯁꯔꯚꯤꯁ ꯑꯃꯅꯤ ꯃꯁꯤꯗ ꯅꯦꯠꯋꯥꯔꯛꯀꯤ ꯄ꯭ꯔꯣꯒ꯭ꯔꯥꯝ ꯄꯨꯝꯅꯃꯛ ꯌꯥꯎꯏ, ꯃꯁꯤꯗ ꯑꯍꯦꯟꯕ ꯇꯤꯚꯤ ꯃꯁꯤꯗ ꯒꯦꯝ ꯑꯣꯐ ꯊ꯭ꯔꯣꯟꯁ, ꯋꯦꯁ꯭ꯇꯋꯔꯜꯗ, ꯑꯃꯁꯨꯡ ꯐ꯭ꯔꯦꯟꯗꯁꯒꯨꯝꯕ ꯃꯤꯌꯥꯝꯅ ꯄꯥꯝꯅꯕ ꯁꯣꯁꯤꯡ ꯌꯥꯎꯔꯤ, ꯃꯁꯤꯒ ꯂꯣꯏꯅꯅ ꯐꯤꯜꯃꯁꯤꯡꯒꯤ ꯄꯥꯛ ꯆꯥꯎꯔꯕ ꯈꯟꯒꯠꯂꯕ ꯊꯧꯔꯝꯁꯤꯡꯁꯨ ꯌꯥꯎꯔꯤ꯫ ꯁꯔꯚꯤꯁ ꯈꯨꯗꯤꯡꯃꯛꯅ ꯀꯟꯇꯦꯟꯇꯀꯤ ꯈꯔꯥ ꯇꯣꯉꯥꯟꯕ ꯈꯅꯕꯒꯤ ꯃꯑꯣꯡ ꯑꯃ ꯄꯤꯔꯤ, ꯃꯔꯝ ꯑꯗꯨꯅ ꯅꯍꯥꯛꯀꯤ ꯃꯔꯨꯞ ꯑꯗꯨꯒꯤ ꯏꯟꯇ꯭ꯔꯦꯁꯠꯇꯥ ꯈ꯭ꯋꯥꯏꯗꯒꯤ ꯐꯕꯥ ꯃꯑꯣꯡꯗ ꯆꯨꯅꯕꯥ ꯂꯥꯏꯕ꯭ꯔꯦꯔꯤꯁꯤꯡ ꯑꯗꯨ ꯌꯦꯡꯕꯗ ꯌꯥꯝꯅ‌ ꯀꯥꯟꯅꯕꯁꯨ ꯌꯥꯏ꯫